ꯂꯩꯉꯥꯛꯀꯤ ꯍꯥꯌꯔ ꯁꯦꯀꯦꯟꯗꯔꯤ ꯁ꯭ꯀꯨꯜꯁꯤꯡ ꯂꯩꯉꯥꯛꯀꯤ ꯁ꯭ꯀꯨꯜ ꯐꯒꯠꯍꯟꯁꯤ ꯄꯥꯟꯗꯝ ꯑꯃꯨꯛꯀꯁꯨ ꯃꯤꯠꯌꯦꯡ ꯆꯪꯕ ꯆꯨꯝꯒꯅꯤ꯫ꯀꯥꯎꯟꯁꯤꯜ ꯑꯣꯐ ꯍꯥꯌꯔ ꯁꯦꯀꯦꯟꯗꯔꯤ ꯑꯦꯗꯨꯀꯦꯁꯟ ꯃꯅꯤꯄꯨꯔꯅ ꯂꯧꯕ ꯍꯥꯌꯔ ꯁꯦꯀꯦꯟꯗꯔꯤ ꯑꯦꯒꯖꯥꯃꯤꯅꯦꯁꯟ, ꯒꯤ ꯐꯜ ꯂꯥꯎꯊꯣꯛꯄꯗ ꯁꯥꯏꯟꯁ ꯑꯃꯁꯨꯡ ꯀꯝꯃꯔꯁ ꯁꯇ꯭ꯔꯤꯝꯒꯤ ꯇꯣꯞꯄꯔꯁꯤꯡꯒꯤ ꯃꯔꯛꯇ ꯂꯩꯉꯥꯛꯀꯤ ꯁ꯭ꯀꯨꯜꯒꯤ ꯃꯍꯩꯔꯣꯏ ꯑꯃ ꯐꯥꯎꯕ ꯌꯥꯎꯗ꯭ꯔꯦ꯫ꯑꯗꯨꯃꯛꯄꯨ ꯑꯥꯔꯠꯁ ꯁꯇ꯭ꯔꯤꯝꯒꯤ ꯑꯣꯏꯅꯗꯤ ꯃꯔꯤ ꯁꯨꯕ ꯄꯣꯖꯤꯁꯟ ꯑꯍꯨꯝ ꯄꯨꯟꯅ ꯌꯥꯎꯃꯤꯟꯅꯕꯒꯤ ꯃꯅꯨꯡꯗ ꯑꯃ ꯐꯪꯍꯧꯗꯨꯅ ꯂꯩꯉꯥꯛꯀꯤ ꯃꯥꯏ ꯍꯥꯏꯐꯦꯠ ꯉꯥꯛꯄꯗꯤ ꯉꯝꯍꯧꯔꯦ꯫ꯍꯧꯈꯤꯕ ꯑꯦꯄ꯭ꯔꯤꯜ ꯇꯔꯧꯠꯇꯒꯤ ꯍꯧꯔꯒ ꯃꯦ ꯇꯔꯥꯃꯥꯊꯣꯏ ꯐꯥꯎꯕ ꯄꯥꯡꯊꯣꯛꯈꯤꯕ ꯀ꯭ꯂꯥꯁ ꯇꯨꯌꯦꯜꯕ ꯑꯦꯒꯖꯥꯃꯤꯅꯦꯁꯟ ꯑꯗꯨꯗ ꯁꯥꯏꯟꯁ ꯁꯇ꯭ꯔꯤꯝꯗ ꯑꯦꯛꯁꯇ꯭ꯔꯥ ꯑꯦꯗꯖ ꯁ꯭ꯀꯨꯜꯒꯤ ꯔꯥꯍꯨꯜ ꯅꯥꯎꯔꯦꯝꯅ ꯑꯍꯥꯟꯕ, ꯃꯤꯂꯦꯅꯤꯌꯝ ꯏꯟꯁꯇꯤꯇ꯭ꯌꯨꯠ ꯑꯣꯐ ꯁꯥꯏꯟꯁꯀꯤ ꯈꯦꯇ꯭ꯔꯤꯃꯌꯨꯝ ꯔꯥꯖꯁ꯭ꯔꯤꯅ ꯑꯅꯤꯁꯨꯕ ꯑꯃꯁꯨꯡ ꯍꯔꯕ꯭ꯔꯠ ꯁ꯭ꯀꯨꯜꯒꯤ ꯃꯍꯩꯔꯣꯏ ꯋꯥꯏꯔꯣꯛꯄꯝ ꯑꯅꯨꯄ꯭ꯔꯤꯌꯥꯅ ꯑꯍꯨꯝꯁꯨꯕ ꯄꯣꯖꯤꯁꯟꯇꯥꯈꯤ꯫ꯑꯥꯔꯠꯁ ꯁꯇ꯭ꯔꯤꯝꯗ ꯏ ꯀꯦ ꯍꯥꯌꯔ ꯁꯦꯀꯦꯟꯗꯔꯤ ꯁ꯭ꯀꯨꯜꯒꯤ ꯃꯍꯩꯔꯣꯏ ꯒꯣꯜꯃꯩ ꯒꯥꯏꯍꯦꯝꯃꯩꯅ ꯑꯍꯥꯟꯕ ꯄꯣꯖꯤꯁꯟ, ꯁ꯭ꯀꯨꯜ ꯑꯁꯤꯒꯤ ꯔꯥꯅꯤꯌꯥ ꯁꯣꯏꯕꯝꯅ ꯑꯅꯤꯁꯨꯕ, ꯁ꯭ꯀꯨꯜ ꯑꯁꯤꯃꯛꯀꯤ ꯅꯥꯎꯔꯦꯝ ꯖꯦꯁꯤꯀꯥꯅ ꯑꯍꯨꯝꯁꯨꯕ ꯄꯣꯖꯤꯁꯟ ꯇꯥꯈꯤ꯫ꯁꯇ꯭ꯔꯤꯝ ꯑꯁꯤꯗ ꯃꯅꯤꯄꯨꯔ ꯂꯩꯉꯥꯛꯀꯤ ꯁ꯭ꯀꯨꯜꯁꯤꯡꯒꯤ ꯃꯥꯏ ꯉꯥꯛꯂꯗꯨꯅ ꯇꯝꯐꯥꯁꯅꯥ ꯒꯥꯔꯜꯁ ꯍꯥꯌꯔ ꯁꯦꯀꯦꯟꯗꯔꯤ ꯁ꯭ꯀꯨꯜꯒꯤ ꯃꯍꯩꯔꯣꯏ ꯂꯤꯟꯊꯣꯏꯉꯝꯕꯤ ꯊꯣꯉ꯭ꯔꯥꯝꯅ ꯃꯔꯤꯁꯨꯕ ꯄꯣꯖꯤꯁꯟꯗ ꯌꯥꯎꯔꯛꯈꯤ꯫ꯀꯝꯃꯔꯁ ꯁꯇ꯭ꯔꯤꯝꯒꯤ ꯑꯣꯏꯅꯗꯤ ꯑꯦꯁ ꯗꯤ ꯖꯦ ꯑꯦꯝ ꯍꯥꯌꯔ ꯁꯦꯀꯦꯟꯗꯔꯤ ꯁ꯭ꯀꯨꯜꯒꯤ ꯃꯍꯩꯔꯣꯏ ꯑꯕꯨꯖꯝ ꯑꯟꯖꯂꯤꯅ ꯑꯍꯥꯟꯕ, ꯚꯤ ꯀꯦ ꯇꯥꯎꯅꯥ ꯀꯣꯂꯦꯖ ꯂꯝꯀꯥꯒꯤ ꯃꯍꯩꯔꯣꯏ ꯅꯤꯌꯥꯟꯕ꯭ꯌꯥꯛꯂꯨꯅ ꯑꯅꯤꯁꯨꯕ ꯑꯃꯁꯨꯡ ꯑꯦꯁ ꯗꯤ ꯖꯦ ꯑꯦꯝ ꯍꯥꯌꯔ ꯁꯦꯀꯦꯟꯗꯔꯤ ꯁ꯭ꯀꯨꯜꯒꯤ ꯃꯍꯩꯔꯣꯏ ꯇꯣꯡꯕ꯭ꯔꯝ ꯂꯛꯁꯃꯤꯅ ꯑꯍꯨꯝꯁꯨꯕ ꯄꯣꯖꯤꯁꯟ ꯇꯥꯈꯤ꯫ ꯆꯍꯤ ꯑꯁꯤꯒꯤ ꯍꯥꯌꯔ ꯁꯦꯀꯦꯟꯗꯔꯤ ꯑꯦꯒꯖꯥꯃꯤꯅꯦꯁꯟ ꯑꯁꯤꯗ ꯄꯨꯟꯅ ꯃꯍꯩꯔꯣꯏ ꯂꯤꯁꯤꯡ ꯀꯨꯅꯤꯄꯥꯟꯅꯤ ꯆꯥꯝꯃ ꯍꯨꯝꯐꯨꯇꯔꯨꯛ ꯑꯦꯒꯖꯥꯝ ꯊꯥꯈꯤꯕꯒꯤ ꯃꯅꯨꯡꯗ ꯃꯍꯩꯔꯣꯏ ꯂꯤꯁꯤꯡ ꯀꯨꯟꯃꯉꯥ ꯆꯍꯨꯝ ꯍꯨꯝꯗ꯭ꯔꯥꯃꯉꯥ ꯄꯥꯁ ꯇꯧꯈꯤ꯫ ꯄꯥꯁ ꯇꯧꯕꯒꯤ ꯆꯥꯡ ꯆꯥꯗ ꯃꯧꯗ꯭ꯔꯥ ꯗꯁꯃꯤꯛ ꯁꯤꯅꯣ ꯃꯥꯄꯜ ꯑꯣꯏꯈꯤ꯫ꯑꯦꯒꯖꯥꯝ ꯑꯁꯤꯗ ꯄꯨꯟꯅ ꯃꯍꯩꯔꯣꯏ ꯆꯥꯝꯃꯔꯤ ꯍꯨꯝꯐꯨꯇꯔꯥ ꯍꯨꯝꯗꯣꯏ ꯅ ꯇꯣꯉꯥꯟ-ꯇꯣꯉꯥꯟꯕ ꯁꯕꯖꯦꯛꯁꯤꯡꯗ ꯑꯈꯟꯅꯕ ꯃꯤꯡꯊꯣꯜ ꯐꯪꯈꯤ꯫ꯑꯥꯔꯠꯁ ꯁꯇ꯭ꯔꯤꯝꯗ ꯄꯨꯟꯅ ꯃꯍꯩꯔꯣꯏ ꯂꯤꯁꯤꯡ ꯅꯤꯄꯥꯜꯒ ꯃꯔꯤꯐꯨꯅꯤꯊꯣꯏ ꯊꯥꯕꯗ ꯂꯤꯁꯤꯡ ꯇꯔꯦꯠ ꯆꯍꯨꯝ ꯍꯨꯝꯐꯨ ꯃꯥꯄꯜ ꯄꯥꯁ ꯇꯧꯈꯤ, ꯄꯥꯁ ꯇꯧꯕꯒꯤ ꯆꯥꯡ ꯆꯥꯗ ꯃꯔꯤꯐꯨ ꯇꯔꯥꯃꯥꯊꯣꯢ ꯗꯁꯃꯤꯛ ꯇꯔꯥꯇꯔꯨꯛ ꯑꯣꯏꯈꯤ꯫ꯁꯥꯏꯟꯁ ꯁꯇ꯭ꯔꯤꯝꯗ ꯄꯨꯟꯅ ꯃꯍꯩꯔꯣꯏ ꯂꯤꯁꯤꯡ ꯇꯔꯥꯃꯥꯄꯜ ꯆꯥꯝꯃꯉꯥ ꯇꯔꯥꯃꯥꯄꯜ ꯑꯦꯒꯖꯥꯝ ꯊꯥꯕꯗ ꯂꯤꯁꯤꯡ ꯇꯔꯥꯇꯔꯧꯠ ꯆꯥꯝꯃꯉꯥ ꯁꯤꯅꯣ ꯑꯅꯤ ꯄꯥꯁ ꯇꯧꯈꯤ꯫ꯄꯥꯁ ꯇꯧꯕꯒꯤ ꯆꯥꯡ ꯆꯥꯗ ꯃꯔꯤꯐꯨ ꯃꯥꯄꯜ ꯗꯁꯃꯤꯛ ꯍꯨꯝꯐꯨ ꯇꯔꯦꯠ ꯑꯣꯏꯈꯤ꯫ꯀꯝꯃꯔꯁ ꯁꯇ꯭ꯔꯤꯝꯒꯤ ꯑꯣꯏꯅ ꯃꯍꯩꯔꯣꯏ ꯆꯥꯝꯃꯉꯥ ꯍꯨꯝꯐꯨ ꯃꯉꯥ ꯑꯦꯒꯖꯥꯝ ꯊꯥꯕꯗ ꯆꯥꯝꯃꯈꯥ ꯁꯤꯅꯣ ꯑꯍꯨꯝ ꯄꯥꯁ ꯇꯧꯈꯤ꯫ꯄꯥꯁ ꯇꯧꯕꯒꯤ ꯆꯥꯡ ꯆꯥꯗ ꯃꯔꯤꯐꯨ ꯃꯥꯄꯜ ꯗꯁꯃꯤꯛ ꯁꯤꯅꯣ ꯑꯍꯨꯝ ꯑꯣꯏꯈꯤ꯫ ꯑꯦꯒꯖꯥꯝ ꯍꯥꯏꯕꯁꯤ ꯃꯍꯩꯔꯣꯏꯁꯤꯡꯒꯤ ꯆꯥꯡꯌꯦꯡ ꯑꯃꯅꯤ꯫ꯑꯦꯒꯖꯥꯝ ꯃꯀꯣꯛ ꯃꯊꯪ ꯇꯥꯔꯛꯄ ꯑꯃꯁꯨꯡ ꯃꯥꯔꯛ ꯋꯥꯡꯅ ꯐꯪꯂꯛꯄ ꯃꯍꯩꯔꯣꯏꯁꯤꯡ ꯑꯗꯨ ꯆꯥꯡꯌꯦꯡ ꯑꯗꯨꯗ ꯅꯤꯡꯊꯤꯅ ꯃꯥꯏ ꯄꯥꯛꯂꯦ ꯍꯥꯏꯕꯁꯤ ꯂꯧꯅꯔꯤꯕꯅꯤ꯫ꯆꯥꯡꯌꯦꯡ ꯑꯁꯤꯗ ꯍꯟꯗꯛ ꯆꯍꯤꯒꯤ ꯑꯣꯏꯅ ꯍꯥꯌꯔ ꯁꯦꯀꯦꯟꯗꯔꯤ ꯑꯦꯒꯖꯥꯃꯤꯅꯦꯁꯟꯒꯤ ꯑꯣꯏꯅ ꯄꯥꯁ ꯇꯧꯕꯒꯤ ꯆꯥꯡ ꯑꯗꯨꯝ ꯋꯥꯡꯏ ꯍꯥꯏꯕ ꯌꯥꯏ꯫ꯑꯗꯨꯃꯛꯄꯨ ꯁꯥꯏꯟꯁ ꯁꯇ꯭ꯔꯤꯝ ꯑꯃꯁꯨꯡ ꯀꯝꯃꯔꯁ ꯁꯇ꯭ꯔꯤꯝꯗ ꯂꯩꯉꯥꯛꯀꯤ ꯃꯍꯩꯁꯪ ꯑꯃꯠꯇꯗꯒꯤ ꯄꯣꯖꯤꯁꯟ ꯍꯣꯜꯗꯔ ꯄꯨꯊꯣꯛꯄ ꯉꯝꯈꯤꯗꯕꯁꯤ ꯀꯔꯤ ꯃꯔꯝꯒꯤꯅꯣꯍꯥꯏꯕ ꯅꯩꯅꯕꯒꯤ ꯇꯉꯥꯏꯐꯗꯕ ꯂꯩ꯫ꯃꯇꯝ ꯑꯃꯗꯗꯤ ꯑꯥꯔꯠꯁ ꯁꯇ꯭ꯔꯤꯝ ꯑꯁꯤ ꯏꯁꯇꯦꯠꯀꯤ ꯂꯩꯉꯥꯛꯅ ꯆꯂꯥꯏꯕ ꯍꯥꯌꯔ ꯁꯦꯀꯦꯟꯔꯤ ꯁ꯭ꯀꯨꯜꯁꯤꯡꯗꯒꯤ ꯑꯌꯥꯝꯕꯅ ꯄꯣꯖꯤꯁꯅ ꯂꯧꯔꯝꯃꯤ꯫ꯆꯍꯤ ꯃꯉꯥꯔꯣꯝꯒꯤ ꯃꯃꯥꯡꯗ ꯇꯝꯐꯥꯁꯅꯥ ꯒꯂ꯭ꯔꯁ ꯍꯥꯌꯔ ꯁꯦꯀꯦꯟꯗꯔꯤ, ꯆꯨꯔꯥꯆꯥꯟꯗ ꯍꯥꯌꯔ ꯁꯦꯀꯦꯟꯗꯔꯤ ꯁꯀꯨꯜ ꯑꯃꯁꯨꯡ ꯖꯣꯟꯁꯇꯣꯟ ꯍꯥꯏꯌꯔ ꯁꯦꯀꯦꯟꯗꯔꯤ ꯁ꯭ꯀꯨꯜ ꯄꯣꯖꯤꯁꯟ ꯂꯧꯕꯗ ꯃꯃꯤꯡ ꯂꯩꯔꯝꯂꯤꯕꯅꯤ꯫ꯑꯗꯨꯒ ꯍꯧꯖꯤꯛꯅ ꯃꯃꯤꯡ ꯈꯛꯇꯒꯤ ꯑꯣꯏꯅ ꯄꯣꯖꯤꯁꯟꯗ ꯑꯃꯈꯛ ꯌꯥꯎꯔꯛꯄ ꯍꯥꯏꯕꯁꯤꯗꯤ ꯂꯥꯏꯒꯤ ꯁꯣꯏꯗꯅꯕꯅꯤ ꯍꯥꯏꯅ ꯂꯧꯕ ꯌꯥꯏ꯫ꯃꯅꯤꯄꯨꯔ ꯂꯩꯉꯥꯛꯅ ꯁ꯭ꯀꯨꯜꯒꯤ ꯂꯥꯏꯔꯤꯛ ꯂꯥꯏꯁꯨ ꯆꯥꯎꯈꯠꯍꯟꯅꯕꯅꯤ ꯍꯥꯏꯗꯨꯅ ꯆꯍꯤ ꯈꯨꯗꯤꯡꯒꯤ ꯆꯪꯒꯗꯕ ꯁꯦꯟꯐꯝ ꯑꯆꯧꯕ ꯀꯌꯥꯃꯔꯨꯝ ꯍꯥꯞꯂꯤ꯫